"ꯄꯣꯁ꯭ꯠ-ꯑꯦꯄꯣꯀꯦꯂꯤꯄꯇꯤꯛ ꯃꯥꯂꯦꯝ ꯑꯃꯗꯥ ꯇꯨꯡꯒꯤ ꯐꯤꯕꯝ ꯑꯃꯥ ꯁꯦꯝꯒꯠꯄꯥ꯫ ꯅꯨꯃꯤꯠ ꯆꯨꯞꯄꯥ ꯑꯃꯥ ꯂꯦꯞꯂꯝꯃꯤ, ꯑꯊꯣꯏꯕꯥ ꯑꯣꯔꯦꯟꯖ ꯅꯨꯡꯁꯤꯠꯅꯥ ꯑꯇꯤꯌꯥꯕꯨ ꯀꯨꯞꯁꯤꯜꯂꯒꯥ, ꯃꯥꯡꯍꯟ ꯇꯥꯛꯍꯟꯈꯤꯕꯥ ꯁꯍꯔ ꯑꯗꯨꯒꯤ ꯑꯁꯤꯕꯥ ꯍꯛꯆꯥꯡꯁꯤꯡꯗꯥ ꯑꯀꯟꯕꯥ ꯃꯉꯥꯜ ꯑꯃꯥ ꯄꯤꯔꯛꯏ꯫ ꯃꯇꯝ ꯑꯃꯗꯥ ꯄꯨꯟꯁꯤꯅꯥ ꯊꯜꯂꯕꯥ ꯂꯝꯕꯤꯁꯤꯡ ꯑꯗꯨ ꯍꯧꯖꯤꯛꯇꯤ ꯃꯩꯈꯨ ꯆꯦꯟꯗꯕꯥ, ꯒ꯭ꯂꯥꯁ ꯊꯨꯒꯥꯏꯕꯥ ꯑꯃꯁꯨꯡ ꯃꯇꯝ ꯑꯃꯗꯥ ꯂꯩꯔꯝꯕꯥ ꯑꯗꯨꯒꯤ ꯑꯔꯦꯝꯕꯁꯤꯡꯅꯥ ꯊꯨꯝꯖꯤꯜꯂꯦ꯫ ꯑꯋꯥꯡꯕꯥ ꯁ꯭ꯇꯤꯜꯒꯤ ꯁ꯭ꯀꯥꯏꯁ꯭ꯀꯔꯦꯄꯔꯁꯤꯡ ꯑꯃ ꯑꯗꯨ ꯆꯦꯟꯊꯔꯛꯈꯤ꯫ ꯑꯗꯨꯅꯥ ꯀꯨꯄꯁꯤꯜꯂꯕꯥ ꯙꯥꯇꯨꯒꯤ ꯃꯦꯖꯔ ꯑꯃꯥ ꯁꯦꯝꯈꯤ꯫ ꯃꯁꯤ ꯄꯨꯝꯅꯃꯛꯀꯤ ꯃꯔꯛꯇꯥ ꯍꯤꯡꯍꯧꯔꯕꯥ ꯃꯤꯑꯣꯏꯁꯤꯡꯒꯤ ꯑꯄꯤꯛꯄꯥ ꯀꯥꯡꯂꯨꯞ ꯑꯃꯥ ꯂꯦꯞꯂꯝꯃꯤ꯫ ꯃꯈꯣꯏꯁꯤꯡ ꯑꯗꯨ ꯁꯦꯡꯂꯕꯥ ꯄꯣꯠꯂꯝꯁꯤꯡ ꯁꯤꯖꯤꯟꯅꯗꯨꯅꯥ ꯃꯈꯣꯏꯒꯤ ꯃꯐꯝ ꯑꯗꯨ ꯄꯣꯂꯨꯁꯟ ꯇꯧꯔꯕꯥ ꯅꯨꯡꯁꯤꯠꯇꯒꯤ ꯉꯥꯛꯊꯣꯛꯅꯕꯥ ꯃꯈꯣꯏꯒꯤ ꯃꯥꯏꯊꯣꯡꯗꯥ ꯃꯥꯁ꯭ꯀꯁꯤꯡ ꯊꯝꯗꯨꯅꯥ ꯂꯩꯔꯝꯃꯤ꯫ ꯃꯈꯣꯏꯅꯥ ꯂꯧꯕꯨꯛꯇꯥ ꯆꯦꯟꯊꯔꯛꯄꯥ ꯃꯩꯁꯥ ꯑꯃꯒꯤ ꯃꯅꯥꯛꯇꯥ ꯂꯦꯞꯂꯒꯥ ꯃꯈꯣꯏꯒꯤ ꯃꯈꯨꯠꯁꯤꯡ ꯑꯗꯨ ꯇꯔꯨ ꯇꯅꯥꯟꯅꯥ ꯊꯝꯖꯤꯜꯂꯒꯥ ꯃꯈꯣꯏꯒꯤ ꯑꯄꯤꯛꯄꯥ ꯆꯥꯛꯁꯪꯁꯤꯡ ꯑꯗꯨ ꯆꯥꯛ ꯊꯣꯡꯂꯝꯃꯤ꯫ ꯈꯪꯍꯧꯗꯅꯥ ꯑꯀꯟꯕꯥ ꯈꯣꯟꯖꯦꯜ ꯑꯃꯅꯥ ꯅꯨꯡꯁꯤꯠꯇꯥ ꯆꯦꯟꯊꯈꯤ, ꯑꯃꯁꯨꯡ ꯗ꯭ꯔꯣꯟ ꯑꯃꯅꯥ ꯃꯐꯝ ꯑꯗꯨ ꯁ꯭ꯀꯦꯟ ꯇꯧꯗꯨꯅꯥ ꯂꯥꯛꯈꯤ꯫ ꯀꯥꯡꯂꯨꯞ ꯑꯗꯨꯅꯥ ꯇꯦꯟꯁꯟ ꯇꯧꯈꯤ꯫ ꯃꯁꯤ ꯃꯤꯍꯥꯠ-ꯃꯤꯄꯨꯟ ꯇꯧꯔꯤꯕꯥ ꯁꯔꯀꯥꯔꯅꯥ ꯊꯥꯔꯛꯄꯥ ꯄꯦꯠꯔꯣꯜ ꯑꯃꯅꯤ ꯍꯥꯌꯅꯥ ꯂꯥꯡꯇꯛꯅꯈꯤ꯫ ꯃꯈꯣꯏꯅꯥ ꯂꯥꯟꯊꯦꯡꯅꯕꯒꯤ ꯈꯨꯗꯝ ꯑꯃꯠꯇꯥ ꯊꯤꯈꯤꯗꯦ꯫ ꯑꯗꯨꯕꯨ, ꯃꯈꯣꯏꯒꯤ ꯅꯨꯡꯉꯥꯏꯕꯗꯥ ꯗ꯭ꯔꯣꯟ ꯑꯗꯨꯅꯥ ꯃꯈꯣꯏꯒꯤ ꯃꯤꯁꯟ ꯑꯗꯨ ꯃꯈꯥ ꯆꯠꯊꯔꯛꯄꯥ ꯃꯇꯝꯗꯥ ꯂꯥꯞꯅꯥ ꯂꯩꯕꯥ ꯃꯐꯝꯁꯤꯡꯗꯥ ꯃꯉꯥꯜꯁꯤꯡ ꯑꯗꯨ ꯃꯤꯠ ꯎꯏꯁꯤꯟꯗꯨꯅꯥ ꯂꯥꯛꯈꯤ꯫ ꯀꯥꯡꯂꯨꯄꯀꯤ ꯅꯍꯥ ꯑꯣꯏꯔꯤꯕꯥ ꯅꯨꯄꯤꯃꯆꯥ ꯑꯃꯅꯥ ꯑꯇꯤꯌꯥꯗꯥ ꯃꯤꯠꯌꯦꯡ ꯊꯝꯂꯒꯥ ꯌꯦꯡꯂꯛꯂꯦ꯫ ꯃꯐꯝ ꯑꯗꯨꯒꯤ ꯍꯧꯖꯤꯛꯁꯨ ꯃꯐꯝ ꯀꯌꯥ ꯂꯩꯔꯤ ꯍꯥꯌꯅꯥ ꯈꯜꯂꯤꯕꯔꯥ? ꯃꯐꯝ ꯑꯗꯨꯗꯥ ꯅꯨꯡꯁꯤꯠ ꯁꯦꯡꯅꯥ ꯂꯩꯔꯤ ꯑꯃꯁꯨꯡ ꯏꯁꯤꯡ ꯁꯦꯡꯅꯥ ꯂꯩꯔꯤ꯫ ꯃꯍꯥꯛꯀꯤ ꯈꯣꯟꯖꯦꯜꯗꯥ ꯑꯥꯁꯥꯅꯥ ꯊꯜꯂꯕꯥ ꯈꯣꯟꯖꯦꯜ ꯑꯃꯅ ꯍꯪꯂꯛꯏ꯫ ꯑꯍꯜ ꯑꯣꯏꯔꯕꯥ ꯅꯨꯄꯥ ꯑꯃꯅꯥ ꯃꯍꯥꯛꯀꯤ ꯃꯈꯨꯠꯇꯥ ꯈꯨꯠ ꯑꯃꯥ ꯊꯝꯈꯤ꯫ ꯃꯍꯥꯛꯀꯤ ꯃꯤꯠꯌꯦꯡꯗꯥ ꯄꯨꯟꯁꯤ ꯆꯨꯞꯄꯥ ꯑꯋꯥꯕꯥ ꯇꯥꯔꯛꯄꯒꯤ ꯑꯋꯥꯕꯥ ꯑꯗꯨ ꯐꯣꯡꯗꯣꯀꯈꯤ꯫ ꯃꯍꯥꯛꯅꯥ ꯄꯥꯎꯈꯨꯝ ꯄꯤꯔꯛꯈꯤ, "ꯑꯩꯅꯥ ꯑꯥꯁꯥ ꯇꯧꯏ, ꯑꯩꯒꯤ ꯑꯉꯥꯡ ꯑꯗꯨꯕꯨ ꯃꯇꯝ ꯑꯗꯨ ꯐꯥꯎꯕꯗꯥ ꯑꯩꯈꯣꯏꯅꯥ ꯍꯤꯡꯅꯕꯥ, ꯑꯃꯨꯛ ꯍꯟꯅꯥ ꯁꯦꯝꯒꯠꯅꯕꯥ ꯑꯃꯁꯨꯡ ꯑꯩꯈꯣꯏꯒꯤ ꯑꯃꯁꯨꯡ ꯑꯩꯈꯣꯏꯒꯤ ꯃꯇꯨꯡꯗꯥ ꯂꯥꯛꯀꯗꯧꯔꯤꯕꯥ ꯃꯤꯑꯣꯏꯁꯤꯡꯒꯤꯗꯃꯛ ꯍꯦꯟꯅꯥ ꯐꯕꯥ ꯇꯨꯡꯂꯃꯆꯠ ꯑꯃꯥ ꯁꯦꯝꯒꯠꯅꯕꯥ ꯂꯥꯟꯊꯦꯡꯅꯒꯗꯕꯅꯤ꯫ ꯃꯩꯒꯤ ꯃꯩꯁꯥꯅꯥ ꯊꯜꯂꯕꯥ ꯃꯩꯁꯥꯗꯥ ꯃꯤꯠꯌꯦꯡ ꯊꯝꯂꯒꯥ ꯃꯈꯣꯏꯒꯤ ꯋꯥꯈꯟꯗꯥ ꯃꯥꯡꯈ꯭ꯔꯕꯥ ꯀꯥꯡꯂꯨꯞ ꯑꯗꯨ ꯇꯞꯅꯥ ꯇꯞꯅꯥ ꯂꯥꯛꯈꯤ꯫ ꯄꯣꯁ꯭ꯠ-ꯑꯦꯄꯣꯀꯦꯂꯤꯁꯇꯤꯛ ꯃꯥꯂꯦꯝ ꯑꯁꯤꯗꯥ ꯍꯦꯟꯅꯥ ꯐꯕꯥ ꯇꯨꯡꯒꯤ ꯑꯥꯁꯥ ꯑꯁꯤ ꯃꯈꯣꯏꯅꯥ ꯊꯝꯈꯤꯕꯥ ꯄꯨꯝꯅꯃꯛ ꯑꯗꯨꯅꯤ꯫ ꯕ꯭ꯂꯦꯛ ꯍꯣꯂꯒꯤ ꯋꯥꯈꯜꯂꯣꯟ ꯑꯗꯨ ꯐꯣꯡꯗꯣꯛꯅꯕꯥ ꯑꯦꯅꯥꯂꯣꯖꯤ ꯑꯃꯥ ꯁꯦꯝꯃꯨ꯫ ꯕ꯭ꯂꯦꯛ ꯍꯣꯜ ꯑꯁꯤ ꯊꯥꯖꯕꯥ ꯌꯥꯗꯕꯥ ꯁꯛꯇꯤ ꯂꯩꯕꯥ ꯚꯦꯛꯌꯨꯝ ꯀ꯭ꯂꯤꯅꯔ ꯑꯃꯒꯨꯝꯅꯥ ꯃꯗꯨꯒꯤ ꯃꯅꯥꯛꯇꯥ ꯂꯥꯛꯄꯥ ꯈꯨꯗꯤꯡꯃꯛ ꯆꯨꯝꯊꯣꯛꯏ ꯀꯩꯗꯧꯅꯨꯡꯗꯥ ꯍꯜꯂꯛꯂꯣꯏꯗꯕꯅꯤ꯫ ꯚꯦꯛꯌꯨꯝ ꯀ꯭ꯂꯤꯅꯔ ꯑꯃꯅꯥ ꯊꯦꯡꯅꯔꯤꯕꯥ ꯃꯩꯁꯥ ꯑꯃꯁꯨꯡ ꯃꯩꯁꯥ ꯑꯃꯠꯇꯥ ꯁꯣꯀꯍꯟꯕꯒꯨꯝꯅꯥ ꯕ꯭ꯂꯦꯛ ꯍꯣꯜ ꯑꯃꯅꯥ ꯃꯁꯤꯒꯤ ꯏꯚꯦꯟꯇ ꯍꯣꯔꯥꯏꯖꯟꯒꯤ ꯃꯅꯨꯡꯗꯥ ꯂꯩꯕꯥ ꯄꯨꯝꯅꯃꯛꯄꯨ ꯄꯨꯁꯤꯜꯂꯛꯏ, ꯃꯗꯨꯗꯥ ꯃꯉꯥꯜ, ꯒ꯭ꯌꯥꯁ, ꯃꯩꯁꯥ ꯑꯃꯁꯨꯡ ꯁ꯭ꯇꯥꯔ ꯄꯨꯝꯅꯃꯛ ꯌꯥꯎꯔꯤ꯫ ꯃꯅꯨꯡꯗꯥ ꯑꯃꯨꯛ ꯍꯟꯅꯥ ꯆꯪꯂꯕꯥ ꯃꯇꯨꯡꯗꯥ, ꯄꯣꯠꯁꯀꯁꯤꯡ ꯑꯁꯤꯅꯥ ꯕ꯭ꯂꯦꯛ ꯍꯣꯂꯒꯤ ꯊꯥꯖꯕꯥ ꯌꯥꯗꯕꯥ ꯒ꯭ꯔꯦꯚꯤꯇꯦꯁꯅꯦꯜ ꯄꯨꯟꯗꯒꯤ ꯂꯥꯞꯊꯣꯛꯄꯥ ꯉꯝꯗꯦ, ꯃꯁꯤ ꯚꯦꯛꯌꯨꯝ ꯀ꯭ꯂꯤꯅꯔꯒꯤ ꯕꯦꯒ ꯅꯠꯇ꯭ꯔꯒꯥ ꯀꯦꯅꯤꯁ꯭ꯇꯔꯒꯤ ꯒ꯭ꯔꯤꯞꯇꯒꯤ ꯃꯩꯁꯥꯒꯤ ꯄꯥꯔꯇꯤꯀꯂꯁꯤꯡꯅꯥ ꯂꯥꯞꯊꯣꯛꯄꯥ ꯉꯝꯗꯕꯒꯥ ꯃꯥꯟꯅꯩ꯫ ꯑꯃꯁꯨꯡ ꯚꯦꯛꯌꯨꯝ ꯀ꯭ꯂꯤꯅꯔ ꯑꯃꯅꯥ ꯀ꯭ꯂꯣꯖꯔ ꯑꯃꯗꯥ ꯂꯣꯠꯁꯤꯟꯗꯨꯅꯥ ꯊꯝꯕꯥ ꯌꯥꯏ ꯑꯃꯁꯨꯡ ꯃꯗꯨ ꯑꯣꯟꯊꯣꯛꯂꯕꯥ ꯐꯥꯎꯕꯗꯥ ꯃꯤꯠꯌꯦꯡ ꯆꯪꯗꯅꯥ ꯂꯩꯕꯥ ꯌꯥꯕꯒꯨꯝꯅꯥ ꯕ꯭ꯂꯦꯡ ꯍꯣꯜ ꯑꯃꯅꯥ ꯃꯅꯥꯛ ꯅꯛꯄꯥ ꯄꯣꯠꯁꯀꯁꯤꯡ ꯈꯥꯏꯗꯣꯛꯄꯥ ꯍꯧꯔꯚꯄꯥ ꯑꯃꯁꯨꯡ ꯔꯦꯗꯤꯑꯦꯁꯟ ꯊꯥꯗꯣꯛꯄꯥ ꯍꯧꯔꯛꯄꯥ ꯐꯥꯎꯕꯗꯥ ꯈꯪꯗꯣꯛꯄꯥ ꯉꯝꯗꯕꯥ ꯌꯥꯏ꯫